ꯑꯔꯤꯕꯥ ꯒ꯭ꯔꯤꯛ ꯃꯥꯏꯊꯣꯂꯣꯖꯤꯒꯤ ꯃꯇꯥꯡꯗ ꯔꯤꯁꯔꯁ ꯄꯦꯄꯔ ꯑꯃꯒꯤꯗꯃꯛ ꯏꯪꯂꯤꯁ ꯅꯠꯇꯕꯥ ꯁꯣꯔꯁ ꯑꯍꯨꯝ ꯄꯟꯕꯤꯌꯨ꯫ ꯃꯈꯥꯗ ꯑꯔꯤꯕꯥ ꯒ꯭ꯔꯤꯛ ꯃꯥꯏꯊꯣꯂꯣꯖꯤꯒꯤ ꯍꯤꯔꯝꯗꯥ ꯏꯪꯂꯤꯁ ꯅꯠꯇꯕꯥ ꯁꯣꯔꯁ ꯑꯍꯨꯝꯒꯤ ꯂꯤꯁ ꯑꯃ ꯄꯤꯔꯤ: ꯄꯤꯌꯔ ꯒ꯭ꯔꯤꯃꯥꯜꯅꯥ ꯏꯕꯥ "ꯂꯥ ꯃꯤꯇꯣꯂꯣꯖꯤ ꯒ꯭ꯔꯤꯒꯥ" ( ꯂꯣꯜ: ꯁ꯭ꯄꯦꯅꯤꯁ) ꯂꯥꯏꯔꯤꯛ ꯑꯁꯤꯅꯥ ꯒ꯭ꯔꯤꯛ ꯂꯣꯟꯒꯤ ꯃꯇꯥꯡꯗ ꯃꯄꯨꯡꯐꯥꯕ ꯃꯤꯠꯌꯦꯡ ꯑꯃ ꯄꯤꯔꯤ꯫ ꯃꯥꯏꯊꯣꯂꯣꯖꯤ, ꯑꯔꯤꯕꯥ ꯒ꯭ꯔꯤꯁꯀꯤ ꯃꯤꯠꯌꯦꯡ ꯑꯃꯁꯨꯡ ꯋꯥꯔꯤꯁꯤꯡꯒꯤ ꯑꯀꯨꯞꯄꯥ ꯑꯦꯅꯥꯂꯥꯏꯁꯤꯁꯀꯥ ꯂꯣꯏꯅꯅꯥ꯫ ꯖꯨꯅꯤꯇꯣ ꯗꯦ ꯁꯧꯖꯥ ꯕ꯭ꯔꯥꯟꯗꯑꯣꯒꯤ "ꯃꯤꯇꯣꯂꯣꯖꯤꯌꯥ ꯒ꯭ꯔꯦꯒꯥ", (ꯚꯣꯂꯦꯁꯅꯥ ꯐꯣꯡꯕꯥ, ꯂꯣꯜ: ꯄꯣꯔꯇꯨꯒꯤꯖ) ꯂꯥꯏꯔꯤꯛ ꯑꯁꯤ ꯒ꯭ꯔꯤꯛ ꯃꯥꯏꯊꯣꯂꯣꯖꯤꯒꯤ ꯃꯇꯥꯡꯗ ꯄꯥꯛ ꯁꯟꯅꯥ ꯊꯤꯖꯤꯟꯕꯒꯤ ꯊꯕꯛ ꯑꯃꯅꯤ, ꯃꯁꯤꯗꯥ ꯑꯔꯤꯕꯥ ꯒ꯭ꯔꯤꯁꯀꯤ ꯋꯥꯔꯤꯁꯤꯡ, ꯍꯤꯔꯣꯁꯤꯡ ꯑꯃꯁꯨꯡ ꯏꯁ꯭ꯕꯔꯁꯤꯡ ꯊꯤꯖꯤꯜꯂꯤ꯫ ꯐ꯭ꯔꯥꯟꯁꯑꯣꯏꯁ ꯔꯥꯁꯃꯨꯍꯜꯅꯥ ꯏꯕꯥ (ꯐ꯭ꯂꯦꯃꯤꯔꯤꯌꯟ ꯖꯦꯎꯅꯦꯁꯦ, ꯂꯤꯁꯤꯡ ꯑꯅꯤ ꯇꯔꯥꯇꯔꯨꯛꯅꯥ ꯐꯣꯡꯕꯥ) ꯂꯥꯏꯔꯤꯛ ꯑꯁꯤꯅꯥ ꯒ꯭ꯔꯤꯛ ꯃꯥꯏꯊꯣꯂꯣꯖꯤꯒꯤ ꯏꯁ꯭ꯕꯔ ꯑꯃꯁꯨꯡ ꯍꯤꯔꯣꯁꯤꯡꯒꯤ ꯃꯔꯝꯗꯥ ꯋꯥꯔꯤ ꯁꯥꯅꯕꯥ ꯑꯃꯥ ꯄꯤꯔꯤ, ꯃꯁꯤꯅꯥ ꯅꯍꯥ ꯑꯣꯏꯔꯤꯕꯥ ꯄꯥꯔꯤꯕꯁꯤꯡꯗꯥ ꯄꯥꯟꯗꯝ ꯊꯝꯂꯤ꯫ ꯋꯥꯍꯩ ꯑꯃꯁꯨꯡ ꯋꯥꯍꯩ ꯑꯅꯤꯗꯥ ꯁꯦꯝꯗꯣꯛꯄꯥ꯫ ꯃꯥꯜꯀꯣꯝ ꯑꯦꯛꯁ ꯑꯁꯤ ꯑꯐ꯭ꯔꯤꯀꯥ-ꯑꯥꯃꯦꯔꯤꯀꯥꯟ ꯃꯨꯁꯂꯤꯝ ꯃꯟꯇ꯭ꯔꯤ, ꯍ꯭ꯌꯨꯃꯦꯟ ꯔꯥꯏꯠꯁꯀꯤ ꯑꯦꯛꯇꯤꯕꯤꯁ ꯑꯃꯁꯨꯡ ꯃꯃꯤꯡ ꯂꯩꯔꯕꯥ ꯕ꯭ꯂꯦꯛ ꯅꯦꯁ꯭ꯅꯦꯂꯤꯁ꯭ꯠ ꯂꯨꯆꯤꯡꯕꯥ ꯑꯃꯅꯤ ꯑꯃꯁꯨꯡ ꯍꯨꯝꯐꯨꯒꯤ ꯃꯇꯝꯗꯥ ꯃꯤꯑꯣꯏꯕꯒꯤ ꯍꯛꯁꯤꯡꯒꯤ ꯀꯠꯊꯣꯛꯂꯕꯥ ꯑꯦꯛꯇꯤꯕꯤꯁ ꯑꯃꯅꯤ꯫ ꯃꯍꯥꯛ ꯑꯐ꯭ꯔꯤꯀꯥꯒꯤ ꯑꯃꯦꯔꯤꯀꯥꯒꯤ ꯃꯨꯁꯂꯤꯝ ꯃꯟꯇ꯭ꯔꯤ ꯑꯃꯁꯨ ꯑꯣꯏꯔꯝꯃꯤ꯫ ꯂꯣꯒꯣ ꯑꯃ ꯗꯤꯖꯥꯏꯟ ꯇꯧꯕ ꯃꯇꯝꯗꯥ ꯀꯔꯤ ꯃꯈꯜꯒꯤ ꯚꯤꯖꯨꯑꯦꯜ ꯑꯦꯂꯤꯃꯤꯅꯦꯠꯁꯤꯡ ꯌꯥꯎꯍꯟꯒꯗꯒꯦ? ꯂꯣꯒꯣ ꯑꯃ ꯗꯤꯖꯥꯏꯟ ꯇꯧꯕ ꯃꯇꯝꯗꯥ, ꯃꯁꯤꯕꯨ ꯏꯐꯦꯛꯇꯤꯕ ꯑꯃꯁꯨꯡ ꯚꯤꯖꯨꯑꯦꯜ ꯑꯣꯏꯅ ꯅꯨꯡꯉꯥꯏꯕꯥ ꯑꯣꯏꯍꯟꯅꯕꯥ ꯅꯍꯥꯛꯅꯥ ꯌꯥꯎꯍꯟꯒꯗꯕꯥ ꯚꯤꯖꯨꯑꯦꯜ ꯏꯂꯤꯃꯦꯟ ꯀꯌꯥ ꯑꯃꯥ ꯂꯩ: ꯑꯃ. ꯃꯆꯨ: ꯃꯆꯨ ꯑꯁꯤ ꯂꯣꯒꯣ ꯑꯃ ꯗꯤꯖꯥꯏꯟ ꯇꯧꯕꯗꯥ ꯃꯔꯨ ꯑꯣꯏꯕ ꯏꯂꯤꯃꯦꯟ ꯑꯃꯅꯤ ꯃꯔꯝꯗꯤ ꯃꯁꯤꯅ ꯏꯃꯣꯁꯟꯁꯤꯡ ꯄꯣꯛꯍꯟꯕꯥ ꯉꯝꯃꯤ ꯑꯃꯁꯨꯡ ꯅꯍꯥꯛꯀꯤ ꯕ꯭ꯔꯥꯟꯒꯤ ꯋꯥꯈꯜꯂꯣꯟ ꯑꯗꯨ ꯐꯣꯡꯗꯣꯛꯄꯥ ꯉꯝꯃꯒꯅꯤ꯫ ꯃꯆꯨ ꯈꯨꯗꯤꯡꯃꯛꯀꯤ ꯀꯜꯆꯔꯦꯜ ꯑꯃꯁꯨꯡ ꯁꯥꯏꯀꯣꯂꯣꯖꯤꯀꯦꯜ ꯑꯦꯁꯣꯁꯤꯑꯦꯁꯟꯁꯤꯡ ꯌꯦꯡꯂꯒꯥ ꯃꯆꯨꯁꯤꯡ ꯑꯗꯨ ꯆꯦꯛꯁꯤꯟꯅꯥ ꯈꯜꯂꯨ꯫ ꯃꯑꯣꯡ: ꯂꯣꯒꯣꯒꯤ ꯃꯑꯣꯡ ꯑꯁꯤ ꯏꯆꯝ ꯆꯝꯕꯥ ꯑꯃꯁꯨꯡ ꯐꯖꯅꯥ ꯈꯪꯕꯥ ꯉꯝꯕꯥ ꯑꯣꯏꯒꯗꯕꯅꯤ꯫ ꯃꯁꯤ ꯇꯣꯉꯥꯟ-ꯇꯣꯉꯥꯟꯕꯥ ꯁꯥꯏꯖꯁꯤꯡꯗꯥ ꯐꯖꯅꯥ ꯎꯕꯥ ꯐꯪꯒꯗꯕꯥ ꯃꯑꯣꯡꯗꯥ ꯌꯥꯝꯅ ꯁꯤꯖꯤꯟꯅꯕ ꯌꯥꯕ ꯑꯣꯏꯒꯗꯕꯅꯤ꯫ ꯇꯥꯏꯄꯣꯒ꯭ꯔꯥꯐꯤ: ꯂꯣꯒꯣ ꯑꯃꯗꯥ ꯇꯦꯛꯁ ꯌꯥꯎꯕꯥ ꯌꯥꯏ ꯅꯠꯇ꯭ꯔꯒꯥ ꯏꯃꯦꯖ ꯈꯛꯇꯃꯛ ꯑꯣꯏꯕ ꯌꯥꯏ꯫ ꯃꯈꯥꯒꯤ ꯋꯥꯍꯩ ꯑꯁꯤ ꯍꯦꯟꯅꯥ ꯏꯐꯦꯛꯇꯤꯕ ꯑꯣꯏꯍꯟꯅꯕꯥ ꯑꯦꯗꯤꯠ ꯇꯧꯕꯤꯌꯨ: "ꯑꯩꯈꯣꯏꯒꯤ ꯇꯤꯝ ꯑꯁꯤꯅꯥ ꯑꯅꯧꯕꯥ ꯁꯣꯐꯋꯦꯌꯔ ꯁꯦꯝꯒꯠꯅꯕꯥ ꯀꯟꯅꯥ ꯍꯣꯠꯅꯔꯤ꯫" ꯑꯩꯈꯣꯏꯒꯤ ꯀꯥꯡꯕꯨ ꯑꯁꯤꯅꯥ ꯒ꯭ꯔꯥꯎꯟꯕ꯭ꯔꯦꯀꯤꯡ ꯁꯣꯐꯋꯦꯌꯔ ꯁꯦꯝꯒꯠꯅꯕꯥ ꯀꯟꯅꯥ ꯍꯣꯠꯅꯔꯤ꯫